ꯅꯤꯌꯦꯜ ꯑꯥꯔꯝꯁꯇ꯭ꯔꯣꯡꯅ ꯊꯥ ꯂꯩꯕꯥꯛꯇ ꯆꯠꯄꯗ ꯃꯇꯝ ꯀꯌꯥ ꯆꯪꯈꯤꯕꯒꯦ? ꯏꯉꯦꯟꯒꯤ ꯇꯡ ꯇꯔꯥ-ꯇꯔꯨꯛ, ꯏꯪ ꯂꯤꯁꯤꯡ ꯑꯃꯒ ꯆꯃꯥꯄꯟ ꯍꯨꯝꯐꯨ ꯃꯥꯄꯟ ꯗꯥ ꯅꯤꯌꯦꯜ ꯑꯥꯔꯝꯁꯇ꯭ꯔꯣꯡꯅ ꯃꯔꯨꯞ ꯑꯣꯏꯔꯤꯕ ꯑꯦꯁ꯭ꯇꯔꯣꯅꯣꯠꯁꯤꯡ ꯕꯖ ꯑꯦꯜꯗ꯭ꯔꯤꯟ ꯑꯃꯁꯨꯡ ꯃꯥꯏꯀꯦꯜ ꯀꯣꯂꯤꯟꯁꯀ ꯂꯣꯏꯅꯅ ꯑꯦꯄꯣꯂꯣ ꯇꯔꯥꯃꯊꯣꯏ ꯁ꯭ꯄꯦꯁꯀ꯭ꯔꯥꯐꯠꯇ ꯄ꯭ꯔꯤꯊꯤꯕꯤꯗꯒꯤ ꯊꯥꯗꯣꯛꯈꯤ꯫ ꯃꯈꯣꯏꯅ ꯄ꯭ꯔꯤꯊꯤꯕꯤꯗꯒꯤ ꯊꯥꯗ ꯆꯠꯄꯗ ꯆꯥꯎꯔꯥꯛꯅ ꯅꯨꯃꯤꯠ ꯑꯍꯨꯝ, ꯄꯨꯡ ꯑꯍꯨꯝ ꯑꯃꯁꯨꯡ ꯃꯤꯅꯤꯠ ꯇꯔꯥꯃꯥꯄꯟ ꯆꯪꯈꯤ꯫ ꯃꯈꯣꯏꯅ ꯏꯉꯦꯟꯒꯤ ꯇꯥꯡ ꯇꯔꯥꯃꯥꯄꯟꯗ ꯊꯥꯒꯤ ꯑꯣꯔꯕꯤꯠꯇ ꯂꯥꯛꯈꯤ ꯑꯃꯁꯨꯡ ꯑꯥꯔꯝꯁꯇ꯭ꯔꯣꯡꯅ ꯏꯉꯦꯟꯒꯤ ꯇꯥꯡ ꯀꯨꯟ, ꯏꯪ ꯂꯤꯁꯤꯡ ꯑꯃꯒ ꯆꯃꯥꯄꯟ ꯍꯨꯝꯐꯨ ꯃꯥꯄꯟꯗ ꯊꯥ ꯂꯩꯕꯥꯛꯇ ꯈꯣꯡ ꯊꯥꯡꯖꯤꯜꯂꯛꯄ ꯑꯍꯥꯟꯕ ꯃꯤꯑꯣꯏ ꯑꯣꯏꯈꯤ꯫ ꯀꯦꯂꯤꯐꯣꯔꯅꯤꯌꯥꯗ ꯏꯪ ꯂꯤꯁꯤꯡ ꯑꯅꯤꯒ ꯁꯤꯅꯣ ꯀꯨꯟ ꯃꯥꯊꯣꯏ ꯒꯤ ꯋꯥꯏꯜꯗꯐꯥꯏꯌꯔꯒꯤ ꯃꯇꯝ ꯑꯁꯤ ꯂꯥꯎꯊꯣꯛꯀꯅꯤ꯫ ꯑꯥꯔꯇꯤꯐꯤꯁꯤꯌꯦꯜ ꯏꯟꯇꯦꯂꯤꯖꯦꯟꯁ ꯑꯃꯥ ꯑꯣꯏꯅ ꯑꯩꯍꯥꯛꯅ ꯋꯦꯗꯔ ꯐꯣꯔꯀꯥꯁꯠ, ꯂꯝꯍꯥꯡꯗ ꯈꯣꯡꯍꯥꯝꯗꯕ ꯐꯤꯚꯃꯁꯤꯡ, ꯑꯃꯁꯨꯡ ꯄꯨꯋꯥꯔꯤꯒꯤ ꯑꯣꯏꯕ ꯇ꯭ꯔꯦꯟꯗ ꯑꯦꯅꯂꯥꯏꯁꯤꯁꯇ ꯌꯨꯝꯐꯝ ꯑꯣꯏꯔꯒ ꯀꯦꯂꯤꯐꯣꯔꯅꯤꯌꯥꯗ ꯋꯥꯏꯜꯗꯐꯥꯏꯌꯔꯒꯤ ꯃꯇꯝꯒꯤ ꯃꯇꯥꯡꯗ ꯏꯟꯐꯣꯔꯃꯦꯁꯟ ꯄꯤꯕ ꯉꯝꯒꯅꯤ꯫ ꯑꯗꯨꯝ ꯑꯣꯏꯅꯃꯛ ꯑꯩꯒꯤ ꯄ꯭ꯔꯤꯗꯤꯛꯁꯟ ꯑꯁꯤ ꯒꯔꯦꯟꯇꯤ ꯑꯃꯅꯤ ꯑꯃꯁꯨꯡ ꯋꯥꯏꯜꯗꯐꯥꯏꯌꯔꯒꯤ ꯃꯇꯝꯒꯤꯗꯃꯛ ꯑꯞꯗꯦꯠ ꯑꯣꯏꯅ ꯂꯩꯕ ꯑꯃꯁꯨꯡ ꯁꯦꯝ ꯁꯥꯗꯨꯅ ꯂꯩꯕ ꯑꯁꯤ ꯌꯥꯝꯅ ꯃꯔꯨꯑꯣꯏ꯫ ꯀꯦꯂꯤꯐꯣꯔꯅꯤꯌꯥ ꯗꯤꯄꯥꯔꯠꯃꯦꯟꯇ ꯑꯣꯐ ꯐꯣꯔꯦꯁꯠ ꯑꯃꯁꯨꯡ ꯐꯥꯏꯌꯔ ꯄ꯭ꯔꯣꯇꯦꯛꯁꯟꯒꯤ ꯃꯇꯨꯡꯏꯟꯅ ꯀꯦꯂꯤꯐꯣꯔꯅꯤꯌꯥꯗ ꯋꯥꯏꯜꯗꯐꯥꯏꯌꯔꯒꯤ ꯃꯇꯝ ꯑꯁꯤ ꯃꯍꯧꯁꯥꯅ ꯀꯂꯦꯟꯗꯒꯤ ꯃꯦꯔꯥ ꯐꯥꯎꯕ ꯊꯣꯛꯏ, ꯑꯃꯁꯨꯡ ꯈ꯭ꯋꯥꯏꯗꯒꯤ ꯌꯥꯝꯅ ꯑꯦꯛꯇꯤꯚꯤꯇꯤ ꯑꯁꯤ ꯑꯌꯨꯛ-ꯅꯨꯡꯊꯤꯜꯒꯤ ꯃꯇꯝꯗ ꯊꯣꯛꯏ꯫ ꯆꯍꯤ ꯑꯁꯤꯗ ꯀꯦꯂꯤꯐꯣꯔꯅꯤꯌꯥꯗ ꯅꯣꯡꯖꯨ-ꯅꯨꯡꯁꯥꯒꯤ ꯐꯤꯚꯝ ꯑꯃꯁꯨꯡ ꯇꯦꯝꯄꯦꯔꯦꯆꯔ ꯍꯦꯟꯒꯠꯂꯛꯄꯒꯤ ꯐꯤꯚꯝ ꯃꯥꯌꯣꯛꯅꯔꯤ꯫ ꯃꯁꯤꯅ ꯂꯝꯍꯥꯡꯗ ꯈꯣꯡꯍꯥꯝꯗꯅꯕ ꯑꯐꯕ ꯐꯤꯚꯝꯁꯤꯡ ꯁꯦꯝꯒꯠꯄ ꯌꯥꯏ꯫ ꯏꯪ ꯂꯤꯁꯤꯡ ꯑꯅꯤꯒ ꯁꯤꯅꯣ ꯀꯨꯟ ꯃꯥꯊꯣꯏꯒꯤ ꯏꯉꯥꯒꯤ ꯑꯍꯥꯟꯕ ꯆꯌꯣꯜ ꯐꯥꯎꯕꯗ ꯔꯥꯖ꯭ꯌ ꯑꯁꯤꯒꯤ ꯑꯌꯥꯝꯕ ꯁꯔꯨꯛꯁꯤꯡꯅ ""ꯃꯌꯥꯏ ꯑꯣꯏꯕ""ꯗꯒꯤ ""ꯑꯦꯛꯁꯦꯞꯇꯦꯟꯁ"" ꯐꯥꯎꯕꯒꯤ ꯅꯣꯡꯖꯨꯒꯤ ꯐꯤꯕꯝꯁꯤꯡ ꯊꯦꯡꯅꯔꯤ꯫ ꯃꯁꯤꯗ ꯁꯦꯟꯇ꯭ꯔꯦꯜ ꯑꯃꯁꯨꯡ ꯈꯥ ꯊꯪꯕ ꯀꯦꯂꯤꯐꯣꯔꯅꯤꯌꯥꯗ ꯑꯈꯟꯅꯕ ꯅꯣꯡꯖꯨ ꯊꯣꯛꯏ ꯍꯥꯌꯅ ꯌꯨꯅꯥꯏꯇꯦꯗ ꯁ꯭ꯇꯦꯗꯁ ꯗꯦꯇꯥ ꯑꯃꯁꯨꯡ ꯄꯨꯋꯥꯔꯤꯒꯤ ꯑꯣꯏꯕ ꯊꯧꯑꯣꯡꯁꯤꯡꯗ ꯌꯨꯝꯐꯝ ꯑꯣꯏꯔꯒ ꯀꯦꯂꯤꯐꯣꯔꯅꯤꯌꯥꯗ ꯏꯪ ꯂꯤꯁꯤꯡ ꯑꯅꯤꯒ ꯁꯤꯅꯣ ꯀꯨꯟ ꯃꯥꯊꯣꯏꯒꯤ ꯋꯥꯏꯜꯗꯐꯥꯏꯌꯔꯒꯤ ꯃꯇꯝ ꯑꯁꯤ ꯍꯧꯖꯤꯛ ꯆꯠꯊꯔꯤꯕ ꯅꯣꯡꯖꯨ-ꯅꯨꯡꯁꯥ, ꯇꯦꯝꯄꯦꯔꯦꯆꯔ ꯍꯦꯉꯠꯂꯛꯄ, ꯑꯃꯁꯨꯡ ꯃꯩ ꯌꯥꯝꯅ ꯊꯨꯅ ꯁꯟꯗꯣꯛꯄ ꯉꯝꯕ ꯑꯋꯥꯡꯕ ꯅꯨꯡꯁꯤꯠꯀꯤ ꯑꯣꯏꯊꯣꯛꯄ ꯂꯩꯕꯅ ꯃꯔꯝ ꯑꯣꯏꯗꯨꯅ ꯌꯥꯝꯅ ꯁꯥꯊꯤꯕ ꯑꯣꯏꯕ ꯌꯥꯏ꯫ ꯔꯦꯁꯤꯗꯦꯟꯇꯁꯤꯡꯅ ꯂꯣꯀꯦꯜ ꯐꯥꯏꯌꯔ ꯁꯦꯐꯇꯤ ꯒꯥꯏꯗꯂꯥꯏꯟꯁꯤꯡ ꯉꯥꯛꯅ ꯆꯠꯄ ꯑꯃꯁꯨꯡ ꯃꯈꯣꯏꯒꯤ ꯑꯦꯔꯤꯌꯥꯗ ꯂꯩꯕ ꯋꯥꯏꯜꯗꯐꯥꯏꯌꯔ ꯑꯦꯂꯔꯠ ꯑꯃꯍꯦꯛꯇꯒꯤ ꯃꯇꯥꯡꯗ ꯑꯞꯗꯦꯠ ꯑꯣꯏꯕ ꯍꯥꯏꯕꯁꯤ ꯌꯥꯝꯅ ꯃꯔꯨꯑꯣꯏ꯫ ꯀꯂꯥꯕꯨ ꯃꯇꯧ ꯀꯔꯝꯅ ꯁꯃꯥꯖꯒꯤ ꯑꯍꯣꯡꯕ ꯄꯨꯔꯛꯄ ꯌꯥꯕꯒꯦ ꯍꯥꯏꯕꯒꯤ ꯈꯨꯗꯝ ꯑꯃꯥ ꯄꯤꯌꯨ꯫ ꯀꯂꯥ ꯑꯁꯤ ꯃꯇꯝ ꯀꯌꯥꯒꯤ ꯃꯃꯥꯡꯗꯒꯤ ꯈꯨꯟꯅꯥꯏꯒꯤ ꯑꯍꯣꯡꯕ ꯄꯨꯔꯛꯅꯕꯒꯤ ꯁꯛꯇꯤ ꯂꯩꯕ ꯈꯨꯠꯂꯥꯏ ꯑꯃ ꯑꯣꯏꯗꯨꯅ ꯂꯥꯛꯂꯤ꯫ ꯃꯁꯤꯒꯤ ꯈꯨꯗꯝ ꯑꯃ ꯍꯥꯏꯔꯒꯗꯤ ꯑꯥꯔꯇꯤꯁꯠ ꯑꯃꯁꯨꯡ ꯑꯦꯛꯇꯤꯚꯤꯁꯠ ꯀꯦꯊ ꯍꯦꯔꯤꯡꯒꯤ ꯊꯕꯛꯇ ꯎꯕ ꯐꯪꯉꯤ꯫ ꯃꯍꯥꯛꯅ ꯃꯍꯥꯛꯀꯤ ꯊꯧꯅ ꯐꯕ ꯑꯃꯁꯨꯡ ꯃꯆꯨ ꯀꯌꯥꯅ ꯊꯜꯂꯕ ꯚꯤꯖꯨꯑꯦꯜ ꯑꯥꯔꯠ ꯑꯁꯤ ꯁꯤꯖꯤꯟꯅꯗꯨꯅ ꯑꯦꯗꯁ, ꯖꯥꯇꯤꯒꯤ ꯈꯦꯟꯅꯕ, ꯑꯃꯁꯨꯡ ꯂꯥꯉꯨꯝꯕ ꯈꯨꯟꯅꯥꯏꯒꯤ ꯑꯃꯁꯨꯡ ꯔꯥꯖꯅꯤꯇꯤꯒꯤ ꯑꯣꯏꯕ ꯋꯥꯐꯝꯁꯤꯡꯒꯤ ꯃꯇꯥꯡꯗ ꯑꯦꯋꯦꯔꯅꯦꯁ ꯄꯤꯈꯤ ꯑꯃꯁꯨꯡ ꯋꯥ ꯉꯥꯡꯈꯤ꯫ ꯍꯦꯔꯤꯡꯒꯤ ꯑꯥꯔꯠ ꯑꯁꯤ ꯃꯤꯠꯌꯦꯡꯗ ꯃꯤꯠꯌꯦꯡ ꯊꯝꯕ ꯑꯃꯁꯨꯡ ꯋꯥꯈꯜ ꯋꯥꯕ ꯈꯛꯇ ꯅꯠꯇꯅ ꯃꯔꯨꯑꯣꯏꯕ ꯋꯥꯐꯝꯁꯤꯡꯗ ꯄꯨꯛꯅꯤꯡ ꯆꯤꯡꯁꯤꯟꯕꯗ ꯑꯃꯁꯨꯡ ꯃꯤꯌꯥꯝꯗ ꯊꯕꯛ ꯄꯥꯏꯈꯠꯅꯕ ꯄꯨꯛꯅꯤꯡ ꯊꯧꯒꯠꯄꯗꯁꯨ ꯃꯇꯦꯡ ꯄꯥꯡꯈꯤ꯫ ꯃꯍꯥꯛꯀꯤ ꯑꯥꯔꯠꯀꯤ ꯈꯨꯠꯊꯥꯡꯗ ꯍꯦꯔꯤꯡꯅ ꯀꯝꯃ꯭ꯌꯨꯅꯤꯇꯤꯁꯤꯡꯒ ꯁꯝꯅꯍꯟꯕ ꯉꯝꯈꯤ꯫ ꯋꯥꯔꯤ ꯁꯥꯟꯅꯕ ꯍꯧꯕ ꯉꯃꯈꯤ ꯑꯃꯁꯨꯡ ꯊꯕꯛ ꯄꯥꯏꯈꯠꯅꯕ ꯄꯨꯛꯅꯤꯡ ꯊꯧꯒꯠꯄ ꯉꯝꯈꯤ꯫ ꯃꯁꯤꯅ ꯑꯥꯔꯠ ꯑꯁꯤ ꯈꯨꯟꯅꯥꯏꯒꯤ ꯑꯍꯣꯡꯕ ꯄꯨꯔꯛꯅꯕꯒꯤ ꯁꯛꯇꯤ ꯂꯩꯕ ꯈꯨꯠꯂꯥꯏ ꯑꯃ ꯑꯣꯏꯕ ꯌꯥꯏ ꯍꯥꯌꯕ ꯎꯠꯈꯤ꯫